ꯍꯥꯟꯖꯥ ꯍꯥꯏꯅꯥ ꯈꯪꯅꯕꯥ ꯈꯥ ꯀꯣꯔꯤꯌꯥꯗꯥ ꯂꯩꯕꯥ ꯆꯥꯏꯅꯥꯒꯤ ꯑꯛꯁꯔꯁꯤꯡ ꯑꯁꯤꯅꯥ ꯀꯣꯔꯤꯌꯥꯒꯤ ꯑꯦꯀꯥꯗꯦꯃꯤꯌꯥꯗꯥ ꯃꯁꯤꯒꯤ ꯗꯣꯀꯨꯃꯦꯟꯠꯁꯤꯡ ꯄꯨꯋꯥꯔꯤ ꯁꯥꯍꯤꯇ꯭ꯌ ꯑꯃꯁꯨꯡ ꯔꯦꯀꯣꯔꯗꯁꯤꯡ ꯊꯤꯖꯤꯟꯅꯕꯥ ꯃꯁꯛ ꯊꯣꯛꯄꯥ ꯁꯤꯖꯤꯟꯅꯐꯝ ꯊꯝꯂꯤ꯫ ꯃꯇꯝ ꯑꯃꯗꯥ ꯚꯤꯌꯦꯠꯅꯥꯝꯅꯥ ꯆ ꯍꯥꯟ ꯁꯤꯖꯤꯟꯅꯔꯝꯃꯤ ꯑꯃꯁꯨꯡ ꯔꯣꯃꯥꯟ ꯑꯣꯏꯕꯥ ꯑꯜꯐꯥꯕꯦꯠ ꯑꯃꯗꯥ ꯑꯣꯟꯊꯣꯛꯂꯕꯥ ꯃꯇꯨꯡꯗꯥ ꯚꯤꯌꯦꯠꯅꯥꯝꯒꯤ ꯂꯣꯟꯗꯥ ꯏꯅꯕꯥ ꯆ꯭ꯍ ꯅꯣꯝ ꯁꯦꯝꯈꯤ꯫ ꯆꯥꯏꯅꯥꯒꯤ ꯑꯛꯁꯔꯁꯤꯡ ꯑꯁꯤ ꯃꯥꯂꯦꯝꯗꯥ ꯈ꯭ꯋꯥꯏꯗꯒꯤ ꯑꯔꯤꯕꯥ ꯂꯦꯞꯇꯅꯥ ꯁꯤꯖꯤꯟꯅꯔꯤꯕꯥ ꯏꯕꯥ ꯁꯤꯁ꯭ꯇꯦꯝꯅꯤ꯫ ꯏꯁ꯭ꯠ ꯑꯃꯁꯨꯡ ꯁꯥꯎꯊꯏꯁ꯭ꯠ ꯑꯦꯁꯤꯌꯥ ꯄꯨꯝꯕꯗꯥ ꯃꯈꯣꯏꯒꯤ ꯍꯧꯖꯤꯛ ꯄꯥꯛ ꯁꯟꯅꯥ ꯁꯤꯖꯤꯟꯅꯕꯅꯥ ꯃꯔꯝ ꯑꯣꯏꯗꯨꯅꯥ ꯃꯁꯤꯒꯥ ꯂꯣꯏꯅꯅꯥ ꯆꯥꯏꯅꯥꯒꯤ ꯃꯐꯝ ꯄꯨꯝꯕꯗꯥ ꯃꯈꯣꯏꯒꯤ ꯄꯨꯋꯥꯔꯤꯒꯤ ꯑꯣꯏꯕꯥ ꯌꯥꯝꯅꯥ ꯂꯨꯅꯥ ꯁꯤꯖꯤꯟꯅꯕꯅꯥ ꯃꯔꯝ ꯑꯣꯏꯗꯨꯅꯥ ꯆꯥꯏꯅꯥꯒꯤ ꯑꯛꯁꯔꯁꯤꯡ ꯑꯁꯤ ꯁꯤꯖꯤꯟꯅꯔꯤꯕꯁꯤꯡꯒꯤ ꯃꯁꯤꯡꯒꯤ ꯃꯇꯨꯡ ꯏꯟꯅꯥ ꯃꯥꯂꯦꯝꯗꯥ ꯈ꯭ꯋꯥꯏꯗꯒꯤ ꯄꯥꯛ ꯁꯟꯅꯥ ꯁꯤꯖꯤꯟꯅꯔꯤꯕꯥ ꯑꯏꯕꯥ ꯁꯤꯁ꯭ꯇꯦꯝꯁꯤꯡꯒꯤ ꯃꯅꯨꯡꯗꯥ ꯑꯃꯅꯤ꯫ ꯈꯥꯀꯤ ꯑꯅꯧꯕ ꯆꯍꯤ ꯆꯥꯏꯅꯥꯒꯤ ꯑꯅꯧꯕꯥ ꯆꯍꯤꯑꯁꯤ ꯇ꯭ꯔꯦꯗꯤꯁ꯭ꯅꯦꯜ ꯂꯨꯅꯤꯁꯣꯂꯔ ꯑꯃꯁꯨꯡ ꯁꯣꯂꯔ ꯆꯥꯏꯅꯥꯒꯤ ꯀꯦꯂꯦꯟꯗꯔꯗꯥ ꯑꯅꯧꯕ ꯆꯍꯤ ꯑꯃꯥ ꯍꯧꯔꯛꯄ ꯀꯨꯝꯃꯩꯅꯤ꯫ ꯆꯥꯏꯅ ꯑꯃꯁꯨꯡ ꯑꯇꯣꯞꯄꯥ ꯏꯁ꯭ꯠ ꯑꯦꯁꯤꯌꯥꯒꯤ ꯀꯜꯆꯔꯁꯤꯡꯗꯥ ꯀꯨꯝꯃꯩ ꯑꯁꯤ ꯃꯍꯧꯁꯥꯅ ꯁ꯭ꯄꯔꯤꯡ ꯐꯦꯁꯇꯤꯕꯦꯜ ꯍꯥꯏꯅꯥ ꯈꯪꯅꯩ ꯃꯔꯝꯗꯤ ꯂꯨꯅꯤꯁꯣꯂꯥꯔ ꯀꯦꯂꯦꯟꯗꯔꯗꯥ ꯁ꯭ꯄꯔꯤꯡ ꯁꯤꯖꯟ ꯑꯁꯤ ꯆꯠꯅꯕꯤꯒꯤ ꯃꯇꯨꯡ ꯏꯟꯅꯥ ꯂꯤꯆꯨꯟꯗꯒꯤ ꯍꯧꯏ ꯃꯁꯤꯅꯥ ꯑꯍꯥꯟꯕ ꯆꯥꯏꯅꯥꯒꯤ ꯑꯅꯧꯕ ꯆꯍꯤꯒꯤ ꯃꯇꯝꯒꯤ ꯃꯅꯨꯡꯗꯥ ꯀꯨꯝꯃꯩ ꯑꯁꯤꯅꯥ ꯄꯥꯡꯊꯣꯛꯄꯥ ꯁꯣꯂꯥꯔ ꯇꯔꯝ ꯇꯔꯥꯅꯤꯊꯣꯏ꯫ ꯅꯣꯡꯖꯨ ꯂꯣꯏꯔꯕꯥ ꯑꯃꯁꯨꯡ ꯊꯥꯒꯤ ꯃꯇꯝ ꯍꯧꯔꯛꯄꯥ ꯃꯇꯝꯗꯥ ꯆꯠꯅꯕꯤꯒꯤ ꯃꯇꯨꯡ ꯏꯟꯅꯥ ꯑꯅꯧꯕ ꯆꯍꯤꯒꯤ ꯅꯨꯃꯤꯠꯇꯒꯤ ꯍꯧꯔꯒꯥ ꯆꯍꯤꯒꯤ ꯑꯍꯥꯟꯕꯥ ꯅꯨꯃꯤꯠꯀꯤ ꯃꯃꯥꯡꯒꯤ ꯅꯨꯃꯤꯗꯥꯡꯗꯒꯤ ꯍꯧꯔꯒꯥ ꯆꯍꯤꯒꯤ ꯅꯨꯃꯤꯠ ꯇꯔꯥꯃꯉꯥꯁꯨꯕ ꯅꯨꯃꯤꯠꯇꯥ ꯄꯥꯡꯊꯣꯛꯄꯥ ꯂꯦꯟꯇꯦꯟ ꯐꯦꯁꯇꯤꯕꯦꯜ ꯐꯥꯎꯕ ꯄꯥꯡꯊꯣꯛꯏ꯫ ꯆꯥꯏꯅꯥꯒꯤ ꯑꯅꯧꯕꯥ ꯆꯍꯤꯒꯤ ꯑꯍꯥꯟꯕ ꯅꯨꯃꯤꯠ ꯑꯁꯤ ꯖꯅꯨꯋꯥꯔꯤ ꯀꯨꯟꯃꯥꯊꯣꯏ ꯑꯃꯁꯨꯡ ꯐꯦꯕ꯭ꯔꯨꯋꯥꯔꯤ ꯀꯨꯟꯒꯤ ꯃꯔꯛꯇꯥ ꯊꯣꯛꯄꯥ ꯑꯅꯧꯕ ꯊꯥꯗꯒꯤ ꯍꯧꯏ꯫